ꯃꯈꯥꯒꯤ ꯕ꯭ꯂꯣꯛ ꯄꯣꯁ ꯑꯁꯤ ꯔꯤꯚꯤꯌꯨ ꯇꯧꯕꯤꯌꯨ꯫ ꯉꯥ ꯆꯥꯕꯒꯤ ꯀꯥꯟꯅꯕ ꯇꯔꯥ: ꯉꯥ ꯆꯥꯕꯅ ꯅꯍꯥꯛꯀꯤ ꯍꯛꯁꯦꯜ ꯑꯃꯁꯨꯡ ꯑꯀꯣꯏꯕꯒꯤ ꯐꯤꯚꯝ ꯑꯅꯤꯃꯛꯇ ꯀꯥꯟꯅꯕ ꯀꯌꯥ ꯑꯃ ꯄꯤꯔꯤ꯫ ꯈꯨꯗꯝ ꯑꯣꯏꯅ, ꯁꯥꯜꯃꯣꯟꯒꯨꯝꯕ ꯐꯦꯠ ꯑꯣꯏꯕ ꯉꯥ ꯑꯁꯤ ꯑꯣꯃꯦꯒꯥ-ꯑꯍꯨꯝ ꯌꯥꯝꯅ ꯌꯥꯎꯏ ꯑꯃꯁꯨꯡ ꯃꯁꯤꯅ ꯅꯍꯥꯛꯀꯤ ꯍꯥꯔꯠꯀꯤ ꯍꯛꯁꯦꯜꯒꯤꯗꯃꯛ ꯑꯆꯧꯕ ꯑꯃꯅꯤ꯫ ꯃꯁꯤ ꯑꯇꯣꯞꯄ ꯃꯅꯥ-ꯃꯁꯤꯡꯗꯥ ꯌꯨꯝꯐꯝ ꯑꯣꯏꯕ ꯄ꯭ꯔꯣꯇꯤꯟꯁꯤꯡꯗꯒꯤ ꯍꯦꯟꯅ ꯍꯛꯁꯦꯜ ꯐꯕꯥ ꯑꯜꯇꯔꯅꯦꯇꯤꯚ ꯑꯃꯁꯨ ꯑꯣꯏꯔꯤ ꯃꯔꯝꯗꯤ ꯃꯁꯤꯗ ꯀꯦꯂꯣꯔꯤ ꯍꯟꯊꯩ, ꯚꯤꯇꯥꯃꯤꯟ ꯑꯃꯁꯨꯡ ꯃꯤꯅꯔꯦꯜ ꯍꯦꯟꯅ ꯌꯥꯎꯏ, ꯑꯃꯁꯨꯡ ꯁꯦꯆꯨꯔꯦꯇꯦꯠ ꯐꯦꯠ ꯌꯥꯝꯅ ꯌꯥꯎꯗꯦ꯫ ꯃꯁꯤꯒꯤ ꯃꯊꯛꯇ, ꯀꯔꯤꯒꯨꯝꯕ ꯅꯍꯥꯛꯅ ꯁꯁ꯭ꯇꯦꯅꯦꯕꯜ ꯑꯣꯏꯅ ꯁꯣꯔꯁ ꯇꯧꯔꯕ ꯎꯃꯪꯒꯤ ꯉꯥ ꯅꯠꯇ꯭ꯔꯒ ꯂꯧꯎ-ꯁꯤꯡꯎꯗꯥ ꯌꯣꯛꯄ ꯉꯥ ꯈꯜꯂꯕꯗꯤ ꯍꯦꯟꯅ ꯑꯀꯣꯏꯕꯗ ꯃꯇꯦꯡ ꯄꯥꯡꯒꯅꯤ꯫ ꯀꯔꯤꯒꯤꯗꯃꯛꯇꯥ ꯀꯁꯇꯃꯔꯁꯤꯡꯒꯤ ꯐꯤꯠꯕꯦꯛ ꯑꯁꯤ ꯃꯥꯏꯄꯥꯛꯅ ꯄꯣꯠꯊꯣꯛ ꯗꯤꯖꯥꯏꯟꯒꯤ ꯃꯔꯨꯑꯣꯏꯕ ꯃꯆꯥꯛ ꯑꯣꯏꯔꯤꯕꯅꯣ? ꯀꯁꯇꯃꯔꯁꯤꯡꯒꯤ ꯐꯤꯠꯕꯦꯛ ꯑꯁꯤ ꯃꯔꯝ ꯀꯌꯥꯒꯤ ꯃꯔꯝꯗꯒꯤ ꯃꯥꯏ ꯄꯥꯛꯅ ꯄꯣꯠꯊꯣꯛ ꯗꯤꯖꯥꯏꯟꯒꯤ ꯃꯔꯨꯑꯣꯏꯕ ꯃꯆꯥꯛ ꯑꯃꯅꯤ꯫ ꯑꯍꯥꯟꯕꯗ, ꯃꯁꯤꯅ ꯕꯤꯖꯤꯅꯦꯁꯁꯤꯡꯗ ꯃꯈꯣꯏꯒꯤ ꯀꯁꯇꯃꯔꯁꯤꯡꯒꯤ ꯃꯊꯧ ꯇꯥꯕꯁꯤꯡ ꯈꯪꯕ ꯉꯝꯍꯜꯂꯤ꯫ ꯀꯁꯇꯃꯔꯁꯤꯡꯗꯒꯤ ꯐꯤꯠꯕꯦꯛ ꯈꯣꯝꯖꯤꯟꯗꯨꯅ, ꯗꯤꯖꯥꯏꯅꯔꯁꯤꯡ ꯑꯃꯁꯨꯡ ꯄ꯭ꯔꯗꯛ ꯃꯦꯅꯦꯖꯔꯁꯤꯡꯅ ꯃꯈꯣꯏꯒꯤ ꯇꯥꯔꯒꯦꯠ ꯑꯣꯗꯤꯁꯟ ꯚꯦꯜꯂꯨꯁꯤꯡꯗ ꯀꯔꯤ ꯐꯤꯆꯔꯁꯤꯡ ꯑꯃꯁꯨꯡ ꯗꯤꯖꯥꯏꯟꯒꯤ ꯑꯦꯂꯤꯃꯦꯟꯠꯁꯤꯡ ꯂꯩꯕꯒꯦ ꯍꯥꯏꯕꯗꯨ ꯍꯦꯟꯅ ꯈꯪꯕ ꯉꯝꯒꯅꯤ, ꯃꯁꯤꯅ ꯃꯈꯣꯏꯕꯨ ꯃꯊꯧ ꯇꯥꯕꯁꯤꯡ ꯑꯃꯁꯨꯡ ꯑꯄꯥꯝꯕꯁꯤꯡ ꯑꯗꯨ ꯐꯪꯍꯟꯕ ꯉꯝꯕ ꯄꯣꯠꯊꯣꯛꯁꯤꯡ ꯁꯦꯃꯒꯠꯄꯗ ꯃꯇꯦꯡ ꯄꯥꯡꯒꯅꯤ꯫ ꯑꯅꯤꯁꯨꯕꯗ, ꯀꯁꯇꯃꯔꯁꯤꯡꯒꯤ ꯐꯤꯠꯕꯦꯛꯅ ꯀꯁꯇꯃꯔꯁꯤꯡꯅꯥ ꯄꯣꯠꯊꯣꯛ ꯑꯗꯨꯒ ꯃꯔꯤ ꯂꯩꯅꯅꯥ ꯊꯦꯡꯅꯔꯤꯕ ꯏꯁꯨ ꯅꯠꯇ꯭ꯔꯒ ꯄꯦꯟ ꯄꯣꯏꯟꯠ ꯑꯃꯍꯦꯛꯇꯒꯤ ꯃꯇꯥꯡꯗ ꯃꯃꯜ ꯂꯩꯕ ꯋꯥꯈꯜꯂꯣꯟꯁꯤꯡ ꯄꯤꯕ ꯉꯝꯒꯅꯤ꯫ ꯏꯟꯐꯣꯔꯃꯦꯁꯟ ꯑꯁꯤ ꯑꯍꯣꯡꯕ ꯄꯨꯔꯛꯀꯗꯕꯥ ꯃꯐꯝꯁꯤꯡ ꯈꯪꯗꯣꯛꯅꯕ ꯑꯃꯁꯨꯡ ꯀꯁꯇꯃꯔꯁꯤꯡꯒꯤ ꯊꯥꯖꯕ ꯍꯦꯟꯒꯠꯍꯟꯅꯕ ꯑꯃꯁꯨꯡ ꯌꯨꯖꯔꯒꯤ ꯑꯦꯛꯁꯄꯤꯔꯤꯌꯦꯟꯁ ꯍꯦꯟꯒꯠꯍꯟꯅꯕ ꯁꯤꯖꯤꯟꯅꯕ ꯌꯥꯏ꯫ ꯑꯍꯨꯝꯁꯨꯕ, ꯀꯁꯇꯃꯔꯒꯤ ꯐꯤꯠꯕꯦꯛꯅ ꯀꯝꯄꯦꯅꯤꯁꯤꯡꯗ ꯂꯥꯛꯂꯤꯕ ꯇ꯭ꯔꯦꯟꯁꯤꯡ ꯑꯃꯁꯨꯡ ꯀꯁꯇꯃꯔꯁꯤꯡꯒꯤ ꯂꯝꯆꯠ-ꯁꯥꯖꯠꯇꯥ ꯑꯍꯣꯡꯕ ꯂꯥꯛꯄꯁꯤꯡ ꯈꯪꯗꯣꯛꯇꯨꯅꯥ ꯀꯝꯄꯤꯇꯤꯇꯤꯚ ꯑꯣꯏꯅ ꯂꯩꯕꯗꯥ ꯃꯇꯦꯡ ꯄꯥꯡꯕ ꯉꯝꯒꯅꯤ꯫ ꯏꯟꯐꯣꯔꯃꯦꯁꯟ ꯑꯁꯤ ꯄꯣꯠꯊꯣꯛ ꯑꯣꯐꯔ ꯇꯧꯔꯤꯕ ꯑꯗꯨ ꯂꯦꯞꯇꯅꯥ ꯑꯦꯗꯞꯇꯦꯠ ꯇꯧꯕ ꯑꯃꯁꯨꯡ ꯏꯅꯣꯚꯦꯠ ꯇꯧꯕꯗ ꯁꯤꯖꯤꯟꯅꯕ ꯌꯥꯏ, ꯃꯁꯤꯅ ꯀꯩꯊꯦꯜꯒꯥ ꯃꯔꯤ ꯂꯩꯅꯕ ꯑꯣꯏꯅ ꯂꯧꯍꯟꯕ ꯌꯥꯏ꯫ ꯑꯄꯨꯟꯕ ꯑꯣꯏꯅ, ꯀꯁꯇꯃꯔꯒꯤ ꯐꯤꯠꯕꯦꯛ ꯑꯁꯤ ꯀꯝꯄꯦꯅꯤꯁꯤꯡꯅꯥ ꯃꯈꯣꯏꯒꯤ ꯄꯣꯠꯊꯣꯛꯁꯤꯡ ꯐꯒꯠꯍꯟꯅꯕ, ꯃꯈꯣꯏꯒꯤ ꯀꯁꯇꯃꯔꯁꯤꯡꯒꯥ ꯄꯥꯎ ꯐꯥꯎꯅꯅꯕꯥ ꯑꯃꯁꯨꯡ ꯀꯩꯊꯦꯜꯗꯥ ꯑꯆꯦꯠꯄꯥ ꯀꯝꯄꯤꯇꯤꯇꯤꯚ ꯑꯦꯠꯚꯥꯟꯇꯦꯖ ꯑꯃ ꯊꯝꯅꯕ ꯇꯉꯥꯏ ꯐꯗꯕꯥ ꯈꯨꯠꯂꯥꯏ ꯑꯃꯅꯤ꯫